ꯅꯍꯥꯛꯀꯤ ꯈ꯭ꯋꯥꯏꯗꯒꯤ ꯐꯕꯥ ꯃꯔꯨꯞ ꯑꯗꯨꯗ ꯑꯄꯤꯛꯄ ꯆꯤꯊꯤ ꯑꯃ ꯏꯕꯤꯌꯨ ꯑꯃꯁꯨꯡ ꯅꯍꯥꯛꯀꯤ ꯋꯥꯈꯜ ꯑꯃꯁꯨꯡ ꯋꯥꯈꯜ ꯈꯔꯥ ꯁꯦꯌꯔ ꯇꯧꯕꯤꯌꯨ꯫ ꯅꯨꯡꯁꯤꯖꯔꯕꯥ ꯕꯦꯁ꯭ꯠ ꯐ꯭ꯔꯦꯟꯗ, ꯆꯤꯊꯤ ꯑꯁꯤꯅ ꯑꯗꯣꯝꯕꯨ ꯑꯐꯕ ꯍꯛꯆꯥꯡ ꯐꯕꯥ ꯑꯃꯁꯨꯡ ꯍꯔꯥꯎꯕ ꯄꯣꯛꯍꯟꯕ ꯉꯝꯒꯅꯤ ꯍꯥꯏꯅ ꯑꯩꯅ ꯊꯥꯖꯩ꯫ ꯃꯇꯝ ꯈꯔꯥ ꯂꯩꯔꯦ ꯍꯥꯏꯕ ꯑꯩ ꯈꯪꯏ, ꯑꯩꯈꯣꯏꯅ ꯋꯥꯔꯤ ꯁꯥꯅꯈꯤꯗꯦ, ꯑꯗꯨꯕꯨ ꯅꯈꯣꯏꯅ ꯃꯇꯝ ꯄꯨꯝꯅꯃꯛꯇ ꯑꯩꯒꯤ ꯋꯥꯈꯜꯗ ꯂꯩꯔꯤ ꯍꯥꯏꯕ ꯅꯈꯣꯏꯅ ꯈꯉꯪꯍꯟꯕ ꯄꯥꯝꯃꯤ꯫ ꯑꯩꯅ ꯏꯃꯣꯁꯅꯦꯜ ꯁꯔꯖ ꯑꯃ ꯐꯥꯎꯔꯛꯄ, ꯑꯈꯟꯅꯕ ꯃꯤꯑꯣꯏ ꯑꯃꯒ ꯂꯣꯏꯅꯅꯥ ꯁꯦꯌꯔ ꯇꯧꯅꯕꯥ ꯋꯥꯈꯜ ꯑꯃ ꯐꯥꯎꯔꯛꯄ, ꯑꯃꯁꯨꯡ ꯑꯈꯟꯅꯕ ꯀꯅꯥꯒꯨꯝꯕ ꯑꯃꯅ ꯅꯍꯥꯛꯅꯤ ꯍꯥꯏꯕ ꯃꯤꯀꯨꯞꯁꯤꯡ ꯂꯩ꯫ ꯑꯩꯍꯥꯛꯅ ꯃꯇꯝ ꯄꯨꯝꯅꯃꯛꯇ ꯑꯗꯣꯝꯒꯤ ꯋꯥꯐꯝꯁꯤꯡ ꯂꯧꯁꯤꯟꯕ ꯉꯝꯕ, ꯑꯁꯥꯎꯕ ꯌꯥꯎꯗꯅ ꯇꯥꯕ ꯑꯃꯁꯨꯡ ꯃꯗꯨꯒꯤ ꯃꯇꯨꯡꯗ ꯑꯗꯣꯝꯒꯤ ꯄꯨꯛꯆꯦꯜ ꯁꯦꯡꯕ ꯑꯃꯁꯨꯡ ꯊꯝꯃꯣꯏ ꯁꯦꯡꯅ ꯄꯥꯎꯇꯥꯛ ꯄꯤꯕ ꯉꯝꯕ ꯑꯗꯨ ꯊꯥꯒꯠꯆꯔꯤ, ꯑꯃꯁꯨꯡ ꯃꯁꯤ ꯃꯇꯝ ꯄꯨꯝꯅꯃꯛꯇ ꯑꯩꯍꯥꯛꯀꯤ ꯊꯋꯥꯏꯗ ꯅꯨꯡꯉꯥꯏꯍꯟꯕ ꯉꯝꯕ ꯋꯥꯐꯝ ꯑꯃꯅꯤ꯫ ꯅꯍꯥꯛ ꯑꯁꯤ ꯑꯈꯟꯅꯕ ꯃꯤꯁꯛ ꯑꯃꯅꯤ, ꯑꯩꯅ ꯅꯨꯡꯁꯤꯖꯕ ꯑꯃꯁꯨꯡ ꯊꯥꯒꯠꯄ ꯃꯤꯑꯣꯏ ꯑꯃꯅꯤ꯫ ꯀꯔꯤꯒꯨꯝꯕ ꯃꯇꯝꯗ, ꯑꯩꯈꯣꯏꯅ ꯑꯩꯈꯣꯏꯒꯤ ꯑꯁꯥꯒꯤ ꯂꯝꯕꯤ ꯁꯦꯝꯅꯕ ꯑꯩꯈꯣꯏꯕꯨ ꯊꯨꯅ ꯍꯥꯞꯄꯤꯔꯤꯕ ꯀ꯭ꯔꯣꯁꯔꯣꯗꯇꯥ ꯊꯦꯡꯅꯩ, ꯑꯗꯨꯕꯨ ꯑꯩꯒꯤ ꯏꯔꯩꯕꯥꯛꯁꯥ, ꯄꯨꯟꯁꯤꯅ ꯑꯩꯈꯣꯏꯕꯨ ꯀꯗꯥꯏꯗ ꯄꯨꯔꯛꯄ ꯉꯝꯗ꯭ꯔꯕꯁꯨ, ꯑꯩꯈꯣꯏꯅ ꯁꯦꯌꯔ ꯇꯧꯔꯤꯕ ꯃꯔꯤ ꯑꯁꯤ ꯀꯔꯤꯒꯨꯝꯕ ꯑꯃꯠꯇꯅꯥ ꯍꯣꯡꯗꯣꯛꯄ ꯉꯝꯂꯣꯏ꯫ ꯑꯩꯍꯥꯛꯀꯤꯗꯃꯛ ꯃꯐꯝ ꯑꯁꯤꯗ ꯂꯩꯕꯤꯕꯒꯤꯗꯃꯛ, ꯑꯗꯣꯝꯒꯤ ꯂꯦꯞꯄ ꯂꯩꯇꯅꯥ ꯃꯇꯦꯡ ꯄꯥꯡꯕꯤꯕꯒꯤꯗꯃꯛ, ꯑꯃꯁꯨꯡ ꯑꯩꯍꯥꯛꯀꯤ ꯄꯨꯟꯁꯤꯒꯤ ꯃꯔꯨꯑꯣꯏꯕ ꯁꯔꯨꯛ ꯑꯃ ꯑꯣꯏꯕꯤꯕꯒꯤꯗꯃꯛ ꯑꯩꯍꯥꯛꯅ ꯑꯗꯣꯝꯕꯨ ꯊꯥꯒꯠꯄ ꯐꯣꯡꯗꯣꯛꯆꯔꯤ꯫ ꯑꯃꯁꯨꯡ ꯑꯩꯈꯣꯏꯒꯤ ꯃꯔꯨꯞ-ꯃꯄꯥꯡ ꯑꯣꯏꯕꯒꯤ ꯃꯔꯤ ꯑꯁꯤ ꯅꯨꯃꯤꯠ ꯈꯨꯗꯤꯡꯒꯤ ꯃꯈꯥ ꯇꯥꯅ ꯍꯦꯟꯅ ꯃꯄꯥꯡꯒꯜ ꯀꯟꯈꯠꯂꯛꯀꯅꯤ ꯍꯥꯏꯅ ꯑꯩꯅ ꯊꯥꯖꯩ꯫ ꯏꯁꯥꯕꯨ ꯌꯦꯡꯁꯤꯟꯕꯤꯕꯥ ꯑꯩꯒꯤ ꯏꯔꯩꯕꯥꯛꯁꯥ꯫ ꯑꯗꯨꯕ ꯃꯇꯝꯗ ꯑꯗꯣꯝꯒꯤ ꯋꯥꯐꯝ ꯇꯥꯕ ꯐꯪꯒꯅꯤ ꯍꯥꯏꯅ ꯊꯥꯖꯩ꯫ ꯃꯈꯥꯗ ꯄꯤꯔꯤꯕ ꯀꯝꯄꯅꯤꯒꯤ ꯃꯤꯁꯟ ꯁ꯭ꯇꯦꯠꯃꯦꯟꯇ ꯑꯁꯤ ꯁꯝꯖꯤꯟꯅꯧ꯫ ꯑꯩꯈꯣꯏꯒꯤ ꯀꯝꯄꯦꯅꯤ ꯑꯁꯤꯗ ꯑꯩꯈꯣꯏꯅ ꯃꯤꯑꯣꯏꯁꯤꯡꯕꯨ ꯇꯦꯛꯅꯣꯂꯣꯖꯤꯒ ꯁꯝꯅꯍꯟꯗꯨꯅ ꯑꯃꯁꯨꯡ ꯃꯥꯂꯦꯝꯒꯤ ꯃꯊꯧ ꯇꯥꯕꯁꯤꯡ ꯑꯗꯨ ꯐꯪꯍꯟꯕ ꯉꯝꯕ ꯑꯅꯧꯕ ꯁꯣꯂꯨꯁꯟꯁꯤꯡ ꯄꯤꯗꯨꯅ ꯃꯥꯂꯦꯝ ꯑꯁꯤꯕꯨ ꯍꯦꯟꯅ ꯐꯕꯥ ꯃꯐꯝ ꯑꯃ ꯑꯣꯏꯍꯟꯅꯕ ꯍꯣꯠꯅꯔꯤ꯫ ꯀꯝꯄꯦꯅꯤ ꯑꯁꯤꯒꯤ ꯃꯤꯁꯟ ꯑꯁꯤ ꯇꯦꯛꯅꯣꯂꯣꯖꯤ ꯁꯤꯖꯤꯟꯅꯗꯨꯅ ꯃꯤꯁꯤꯡꯕꯨ ꯄꯨꯟꯁꯤꯟꯕꯅꯤ, ꯑꯃꯁꯨꯡ ꯃꯥꯂꯦꯝꯒꯤ ꯑꯣꯏꯕ ꯋꯥꯐꯝꯁꯤꯡꯒꯤꯗꯃꯛ ꯑꯅꯧꯕ ꯁꯣꯂꯨꯁꯟꯁꯤꯡ ꯄꯤꯕꯅꯤ꯫